ꯑꯔꯨꯕ ꯊꯕꯛ ꯑꯃ ꯃꯄꯨꯡ ꯐꯥꯍꯟꯒꯗꯕ ꯔꯣꯕꯣꯠ ꯑꯃꯒꯤ ꯃꯔꯝꯗ ꯋꯥꯔꯤ ꯑꯃ ꯏꯕꯤꯌꯨ꯫ ꯃꯇꯝ ꯑꯃꯗ, ꯑꯁꯨꯛ ꯌꯥꯝꯅ ꯂꯥꯞꯅ ꯂꯩꯇꯕ ꯃꯥꯂꯦꯝ ꯑꯃꯗ ꯁꯤ-ꯇꯦꯟ ꯀꯧꯕ ꯔꯣꯕꯣꯠ ꯑꯃ ꯂꯩꯔꯝꯃꯤ꯫ ꯍꯩꯊꯣꯏ-ꯁꯤꯡꯊꯣꯏꯔꯕ ꯁꯥꯏꯟꯇꯤꯁ꯭ꯇꯁꯤꯡꯒꯤ ꯀꯥꯡꯕꯨ ꯑꯃꯅ ꯏꯟꯖꯤꯅꯤꯌꯔ ꯇꯧꯕ ꯁꯤ-ꯇꯦꯟ ꯑꯁꯤ ꯑꯆꯧꯕ ꯄ꯭ꯔꯤꯁꯤꯁꯟ ꯑꯃꯁꯨꯡ ꯈꯣꯡꯖꯦꯜ ꯌꯥꯡꯅ ꯃꯈꯜ ꯀꯌꯥꯒꯤ ꯊꯕꯛꯁꯤꯡ ꯄꯥꯡꯊꯣꯛꯅꯕ ꯄ꯭ꯔꯣꯒ꯭ꯔꯥꯝ ꯇꯧꯈꯤ꯫ ꯔꯣꯕꯣꯠ ꯑꯁꯤꯅ ꯃꯤꯑꯣꯏꯕ ꯖꯥꯇꯤꯗ ꯃꯑꯣꯡ ꯀꯌꯥꯗ‌ ꯃꯇꯦꯡ ꯄꯥꯡꯂꯝꯃꯤ ꯑꯃꯁꯨꯡ ꯃꯥꯂꯦꯝꯒꯤ ꯊꯥꯒꯠꯅꯤꯡꯉꯥꯏ ꯑꯣꯏꯕ ꯃꯐꯝ ꯑꯃ ꯑꯣꯏꯔꯝꯃꯤ꯫ ꯅꯨꯃꯤꯠ ꯑꯃꯗ ꯑꯆꯧꯕ ꯑꯥꯔꯊꯀ꯭ꯋꯦꯛ ꯑꯃꯅ ꯑꯄꯤꯛꯄ ꯁꯍꯔ ꯑꯃꯗ ꯊꯣꯛꯈꯤ, ꯃꯗꯨꯒꯤ ꯃꯇꯨꯡꯗ ꯃꯥꯡꯍꯟ ꯇꯥꯛꯍꯟꯕ ꯌꯥꯕ‌ ꯂꯝꯕꯤ ꯑꯃ ꯊꯝꯈꯤ꯫ ꯕꯤꯜꯗꯤꯡꯁꯤꯡ ꯆꯦꯟꯊꯈꯤ, ꯂꯝꯕꯤꯁꯤꯡ ꯆꯦꯟꯊꯈꯤ, ꯑꯃꯁꯨꯡ ꯃꯇꯦꯡ ꯄꯥꯡꯅꯕ ꯈꯣꯟꯖꯦꯜ ꯆꯥꯎꯔꯥꯛꯅ ꯇꯥꯕ ꯐꯪꯈꯤ꯫ ꯃꯇꯝ ꯑꯃꯗ ꯁꯤ-ꯇꯦꯟ ꯁꯦꯝꯈꯤꯕ ꯁꯥꯏꯟꯇꯤꯁ꯭ꯇꯁꯤꯡꯕꯨ ꯀꯧꯈꯤ, ꯑꯃꯁꯨꯡ ꯃꯈꯣꯏꯅ ꯔꯣꯕꯣꯠ ꯑꯁꯤ ꯔꯦꯁꯀ꯭ꯌꯨ ꯇꯧꯕꯒꯤ ꯊꯕꯛꯁꯤꯡꯗ ꯃꯇꯦꯡ ꯄꯥꯡꯅꯕ ꯀꯝꯃꯤꯁꯟ ꯇꯧꯈꯤ꯫ ꯁꯤ-ꯇꯦꯟꯅ ꯊꯧꯗꯣꯛ ꯊꯣꯛꯈꯤꯕ ꯃꯐꯝ ꯑꯗꯨꯗ ꯌꯧꯔꯛꯈꯤ ꯑꯃꯁꯨꯡ ꯐꯤꯚꯝ ꯑꯗꯨ ꯑꯦꯅꯥꯂꯥꯏꯖ ꯇꯧꯈꯤ꯫ ꯃꯇꯝ ꯑꯁꯤ ꯃꯔꯨ ꯑꯣꯏꯔꯝꯃꯤ, ꯑꯃꯁꯨꯡ ꯄꯨꯟꯁꯤꯁꯤꯡ ꯁꯣꯛꯍꯜꯂꯝꯃꯤ꯫ ꯔꯣꯕꯣꯠ ꯑꯁꯤꯅ ꯃꯩꯈꯨ ꯆꯦꯟꯗꯕ ꯃꯐꯝꯁꯤꯡꯗ ꯆꯠꯇꯨꯅ ꯍꯤꯡꯍꯧꯔꯕ ꯃꯤꯑꯣꯏꯁꯤꯡ ꯊꯤꯕ ꯑꯃꯁꯨꯡ ꯃꯈꯣꯏꯕꯨ ꯑꯁꯣꯏ ꯑꯉꯥꯝ ꯌꯥꯎꯗꯅ ꯄꯨꯊꯣꯛ ꯄꯨꯁꯤꯟ ꯇꯧꯕ ꯇꯥꯈꯤ꯫ ꯑꯃꯁꯨꯡ ꯃꯁꯤꯒꯤ ꯃꯊꯛꯇ, ꯃꯤꯀꯨꯞ ꯑꯃꯠꯇꯗ ꯑꯐꯇꯔꯁꯣꯛ ꯑꯃ ꯂꯥꯛꯀꯅꯤ ꯍꯥꯏꯅ ꯊꯥꯖꯔꯝꯃꯤ꯫ ꯃꯁꯤ ꯁꯤꯡꯅꯕ ꯊꯕꯛ ꯑꯃꯅꯤ, ꯔꯣꯕꯣꯠ ꯑꯁꯤꯅ ꯊꯦꯡꯅꯈꯤꯕ ꯈ꯭ꯋꯥꯏꯗꯒꯤ ꯑꯔꯨꯕ ꯊꯕꯛ ꯑꯣꯏꯔꯕꯁꯨ ꯌꯥꯏ꯫ ꯃꯤꯀꯨꯞ ꯑꯃꯠꯇ ꯋꯥꯈꯜ ꯋꯥꯕ ꯂꯩꯇꯅ ꯁꯤ-ꯇꯦꯟ ꯑꯁꯤ ꯊꯕꯛ ꯑꯣꯏꯅ ꯄꯥꯡꯊꯣꯛꯈꯤ꯫ ꯃꯁꯤꯒꯤ ꯑꯍꯣꯡꯕ ꯁꯦꯟꯁꯔꯁꯤꯡꯒ ꯂꯣꯏꯅꯅ ꯔꯣꯕꯣꯠ ꯑꯁꯤꯅ ꯃꯐꯝ ꯑꯗꯨ ꯁ꯭ꯀꯦꯟ ꯇꯧꯈꯤ, ꯄꯨꯟꯁꯤꯒꯤ ꯈꯨꯗꯝꯁꯤꯡ ꯊꯤꯈꯤ꯫ ꯃꯁꯤꯅ ꯂꯝꯗꯝ ꯑꯁꯤꯒꯤ ꯃꯅꯨꯡꯗ ꯆꯪꯁꯤꯜꯂꯛꯄ ꯃꯇꯝꯗ ꯁꯤ-ꯇꯦꯟꯒꯤ ꯑꯀꯟꯕ ꯈꯨꯠꯁꯥꯁꯤꯡꯅ ꯑꯀꯟꯕ ꯄꯣꯠꯂꯝꯁꯤꯡ ꯂꯧꯊꯣꯛꯈꯤ, ꯃꯁꯤꯅ ꯔꯦꯁꯀ꯭ꯌꯨ ꯇꯤꯝꯒꯤꯗꯃꯛꯇ ꯂꯝꯕꯤ ꯑꯃ ꯁꯦꯝꯈꯤ꯫ ꯔꯣꯕꯣꯠ ꯑꯁꯤꯅ ꯂꯦꯞꯄ ꯂꯩꯇꯅ ꯊꯕꯛ ꯇꯧꯈꯤ, ꯗꯤꯖꯥꯁ꯭ꯇꯔ ꯖꯣꯟꯗꯒꯤ ꯃꯤꯑꯣꯏꯁꯤꯡ ꯂꯧꯊꯣꯛꯈꯤ ꯑꯃꯁꯨꯡ ꯃꯈꯣꯏꯕꯨ ꯁꯦꯐꯇꯤꯗ ꯄꯨꯈꯤ꯫ ꯑꯥꯐꯇꯔꯁꯣꯛ ꯑꯁꯤ ꯊꯣꯛꯈꯤꯕꯒ ꯂꯣꯏꯅꯅ ꯁꯤ-ꯇꯦꯟ ꯅꯥ ꯍꯤꯡꯗꯨꯅ ꯂꯩꯔꯤꯕꯥ ꯃꯤꯑꯣꯏꯁꯤꯡꯒꯤ ꯑꯔꯣꯏꯕ ꯃꯤꯑꯣꯏꯁꯤꯡ ꯑꯗꯨ ꯊꯤꯗꯣꯛꯈꯤ, ꯑꯃꯁꯨꯡ ꯊꯧꯅ ꯐꯅꯥ ꯍꯣꯠꯅꯕꯗ ꯃꯈꯣꯏꯕꯨ ꯁꯦꯐꯇꯤ ꯖꯣꯟꯗ ꯄꯨꯈꯤ꯫ ꯃꯥꯂꯦꯝꯗꯨ ꯁꯣꯛꯈꯤ, ꯑꯃꯁꯨꯡ ꯃꯩꯁꯥ ꯑꯗꯨ ꯇꯞꯅꯥ ꯇꯞꯅꯥ ꯁꯣꯛꯈꯤ, ꯑꯗꯨꯕꯨ ꯁꯤ-ꯇꯦꯟꯗꯤ ꯆꯦꯠꯅ ꯂꯦꯞꯂꯝꯃꯤ꯫ ꯃꯩ ꯊꯥꯗꯣꯛꯈꯤꯕ ꯃꯇꯝꯗ ꯁꯤ-ꯇꯦꯟꯅꯥ ꯃꯁꯤꯡ ꯊꯤꯉꯝꯗ꯭ꯔꯕ ꯃꯤꯑꯣꯏꯁꯤꯡꯒꯤ ꯄꯨꯟꯁꯤ ꯀꯟꯈꯤ, ꯑꯃꯁꯨꯡ ꯃꯁꯥꯕꯨ ꯑꯆꯨꯝꯕ ꯍꯤꯔꯣ ꯑꯃ ꯑꯣꯏꯅ ꯎꯠꯈꯤ꯫ ꯔꯣꯕꯣꯠ ꯑꯁꯤ ꯁꯦꯝꯈꯤꯕ ꯁꯥꯏꯟꯇꯤꯁ꯭ꯇꯁꯤꯡ, ꯂꯣꯏꯅꯅ ꯁꯍꯔ ꯑꯁꯤꯒꯤ ꯃꯤꯌꯥꯝꯅ ꯁꯤ-ꯇꯦꯟ ꯅꯥ ꯐꯪꯕ‌ ꯉꯝꯕꯁꯤꯡ ꯑꯗꯨꯒꯤꯗꯃꯛ ꯆꯥꯎꯊꯣꯛꯆꯕ ꯄꯣꯛꯈꯤ, ꯑꯃꯁꯨꯡ ꯊꯧꯅ ꯐꯅꯥ ꯄꯥꯡꯊꯣꯛꯈꯤꯕ ꯊꯕꯛꯁꯤꯡ ꯑꯗꯨꯒꯤꯗꯃꯛ ꯊꯥꯒꯠꯄ ꯐꯣꯡꯗꯣꯛꯈꯤ꯫ ꯃꯈꯥꯗ ꯄꯤꯔꯤꯕꯥ ꯋꯥꯍꯩ ꯄꯔꯦꯡ ꯑꯁꯤꯒ ꯂꯣꯏꯅꯅ ꯏꯊꯤꯀꯦꯜ ꯏꯁꯨ ꯑꯃ ꯈꯪꯗꯣꯛꯄ꯫ ꯅꯨꯃꯤꯠ ꯍꯨꯝꯅꯤꯒꯤ ꯃꯅꯨꯡꯗ ꯊꯕꯛ ꯇꯧꯔꯤꯕ ꯏꯝꯄ꯭ꯂꯣꯌꯤꯁꯤꯡꯅ ꯑꯍꯦꯟꯕ ꯕꯣꯅꯥꯁ ꯑꯃ ꯐꯪꯒꯅꯤ꯫ ꯋꯥꯐꯝ ꯑꯁꯤꯒ ꯂꯣꯏꯅꯅ ꯊꯣꯛꯄ ꯌꯥꯕ ꯏꯊꯤꯀꯦꯜ ꯏꯁꯨ ꯑꯃꯗꯤ ꯃꯁꯤꯅ ꯏꯃꯨꯡ ꯃꯅꯨꯡ ꯅꯠꯇꯔꯒ ꯙꯔꯝꯃꯒꯤ ꯑꯣꯏꯕ ꯊꯧꯗꯥꯡꯁꯤꯡꯅ ꯃꯔꯝ ꯑꯣꯏꯗꯨꯅ ꯅꯨꯃꯤꯠ ꯍꯨꯝꯅꯤꯒꯤ ꯃꯅꯨꯡꯗ ꯊꯕꯛ ꯇꯧꯕ ꯉꯝꯗꯕ ꯏꯝꯄ꯭ꯂꯣꯌꯤꯁꯤꯡꯗ ꯈꯦꯠꯅꯕ‌ ꯊꯝꯕ ꯌꯥꯏ꯫ ꯑꯁꯤꯒꯨꯝꯕ ꯏꯝꯄ꯭ꯂꯣꯌꯤꯁꯤꯡ ꯑꯁꯤ ꯑꯍꯦꯟꯕ ꯕꯣꯟꯗꯦꯖ ꯑꯗꯨ ꯐꯪꯅꯕꯒꯤ ꯈꯨꯗꯣꯡꯆꯥꯕ ꯑꯗꯨꯗꯒꯤ ꯂꯧꯊꯣꯛꯄ ꯌꯥꯏ, ꯃꯗꯨꯕꯨ ꯑꯔꯥꯟꯕ ꯃꯑꯣꯡꯗ ꯌꯦꯡꯁꯤꯟꯕ ꯑꯣꯏꯅ‌ ꯂꯧꯕ ꯌꯥꯏ꯫ ꯃꯁꯤꯒꯤ ꯃꯊꯛꯇ, ꯋꯥꯐꯝ ꯑꯁꯤꯅ ꯋꯥꯔꯛ-ꯂꯥꯏꯐ ꯕꯦꯂꯦꯟꯁꯀꯤ ꯃꯇꯥꯡꯗꯁꯨ ꯋꯥꯍꯪ ꯍꯪꯂꯤ ꯑꯃꯁꯨꯡ ꯑꯣꯔꯒꯥꯅꯥꯏꯖꯦꯁꯟ ꯑꯗꯨꯅ ꯏꯝꯄ꯭ꯂꯣꯌꯤꯁꯤꯡꯕꯨ ꯊꯕꯛ ꯑꯗꯨꯒꯤꯗꯃꯛꯇ ꯃꯈꯣꯏꯒꯤ ꯄꯔꯁꯣꯅꯦꯜ ꯃꯇꯝ ꯑꯗꯨ ꯀꯠꯊꯣꯛꯅꯕ ꯄꯨꯛꯅꯤꯡ ꯊꯧꯒꯠꯂꯤꯕ꯭ꯔꯥ ꯅꯠꯇꯔꯒ ꯑꯥꯁꯥ ꯇꯧꯔꯤꯕ꯭ꯔꯥ ꯍꯥꯏꯕꯗꯨꯁꯨ ꯊꯝꯂꯤ꯫